ꯃꯈꯥꯗ ꯄꯤꯔꯤꯕ ꯋꯥꯐꯝꯁꯤꯡ ꯑꯁꯤ ꯋꯥꯔꯤ ꯑꯃꯗ ꯂꯤꯉꯛ ꯇꯧꯕꯤꯌꯨ꯫ ꯒ꯭ꯅꯣꯝ ꯑꯃꯥ, ꯕꯦꯂꯨꯟ ꯑꯃ, ꯑꯥꯏꯁꯀ꯭ꯔꯤꯝ ꯀꯣꯟ ꯑꯃ꯫ ꯃꯇꯝ ꯑꯃꯗ ꯖꯤꯒꯤ ꯀꯧꯕꯥ ꯒ꯭ꯅꯣꯝ ꯑꯃ ꯂꯩꯔꯝꯃꯤ, ꯃꯗꯨ ꯃꯦꯖꯤꯛ ꯎꯃꯪ ꯑꯃꯗꯥ ꯂꯩꯔꯝꯃꯤ꯫ ꯖꯤꯒꯤ ꯑꯁꯤ ꯃꯤꯅꯨꯡꯁꯤ ꯂꯩꯕꯥ ꯒ꯭ꯅꯣꯝ ꯑꯃꯅꯤ ꯑꯃꯁꯨꯡ ꯎꯃꯪꯒꯤ ꯁꯥ-ꯁꯟꯁꯤꯡ ꯑꯃꯁꯨꯡ ꯖꯤꯕꯁꯤꯡꯗꯥ ꯃꯇꯦꯡ ꯄꯥꯡꯕꯗꯥ ꯌꯥꯝꯅ ꯄꯥꯝꯃꯤ꯫ ꯅꯨꯃꯤꯠ ꯑꯃꯗꯥ ꯖꯤꯒꯖꯤꯅꯥ ꯑꯋꯥꯡꯕꯥ ꯎꯄꯥꯜ ꯑꯃꯒꯤ ꯃꯁꯥꯁꯤꯡꯒꯤ ꯃꯔꯛꯇꯥ ꯆꯦꯟꯊꯔꯛꯄꯥ ꯃꯉꯥꯜ ꯌꯥꯎꯕ ꯂꯥꯜꯍꯧꯒꯤ ꯕꯦꯂꯨꯟ ꯑꯃꯗꯥ ꯊꯨꯡꯂꯈꯤ꯫ ꯖꯤꯒꯅꯥ ꯕꯦꯂꯨꯟ ꯑꯗꯨ ꯊꯥꯗꯣꯛꯄ ꯃꯊꯧ ꯇꯥꯏ ꯍꯥꯏꯕ ꯈꯪꯈꯤ, ꯃꯔꯝ ꯑꯗꯨꯅ ꯃꯍꯥꯛꯅ ꯎꯄꯥꯜ ꯑꯗꯨꯗ ꯆꯦꯟꯊꯈꯤ ꯑꯃꯁꯨꯡ ꯕꯦꯂꯨꯟ ꯑꯗꯨ ꯆꯦꯛꯁꯤꯟꯅꯥ ꯂꯧꯊꯣꯛꯈꯤ꯫ ꯐ꯭ꯔꯤ ꯑꯣꯏꯔꯕꯥ ꯃꯇꯨꯡꯗ ꯖꯤꯒꯅꯥ ꯕꯦꯂꯨꯟ ꯑꯗꯨꯒꯤ ꯁ꯭ꯇꯔꯤꯡ ꯑꯗꯨ ꯆꯦꯠꯅ ꯊꯝꯈꯤ, ꯃꯗꯨꯅ ꯃꯔꯝ ꯑꯣꯏꯗꯨꯅ ꯃꯗꯨ ꯂꯥꯞꯅ ꯂꯩꯈꯤꯗꯦ꯫ ꯃꯍꯥꯛ ꯆꯠꯂꯒꯥ ꯆꯠꯂꯤꯉꯩꯗꯥ ꯖꯤꯒꯅꯥ ꯑꯄꯤꯛꯄꯥ ꯑꯥꯏꯁꯀ꯭ꯔꯤꯝꯒꯤ ꯗꯨꯀꯥꯟ ꯑꯃ ꯊꯦꯡꯅꯈꯤ꯫ ꯗꯨꯀꯥꯟ ꯑꯗꯨꯗꯒꯤ ꯊꯣꯔꯛꯄꯥ ꯃꯆꯤꯟ-ꯃꯅꯥꯎꯁꯤꯡ ꯑꯗꯨ ꯌꯥꯝꯅ ꯋꯥꯅꯥ ꯊꯣꯛꯈꯤ, ꯃꯔꯝ ꯑꯗꯨꯅ ꯃꯍꯥꯛꯅ ꯃꯁꯥꯃꯛꯄꯨ ꯃꯆꯤꯟ-ꯃꯅꯥꯎ ꯑꯣꯏꯕ ꯅꯨꯡꯉꯥꯏꯕ ꯑꯃꯥ ꯄꯤꯅꯕ ꯋꯥꯔꯦꯞ ꯂꯧꯈꯤ꯫ ꯖꯤꯒꯖꯤꯅꯥ ꯀꯥꯎꯟꯇꯔꯗꯥ ꯆꯠꯂꯒ ꯃꯍꯥꯛꯀꯤ ꯌꯥꯝꯅꯥ ꯄꯥꯝꯅꯕꯥ ꯑꯃꯥ ꯑꯣꯏꯔꯤꯕꯥ ꯃꯤꯟꯇ ꯆꯣꯀꯣꯂꯦꯠ ꯆꯤꯞ ꯑꯥꯏꯁꯀ꯭ꯔꯤꯝꯒꯤ ꯑꯆꯧꯕ ꯁ꯭ꯀꯣꯞ ꯑꯃ ꯀ꯭ꯔꯤꯁꯄꯤ ꯋꯥꯐꯝ ꯑꯃꯗ ꯑꯣꯔꯗꯔ ꯇꯧꯈꯤ꯫ ꯖꯤꯒꯖꯤꯅꯥ ꯃꯍꯥꯛꯀꯤ ꯑꯥꯏꯁꯀ꯭ꯔꯤꯝ ꯀꯣꯟ ꯑꯗꯨ ꯐꯪꯂꯕꯥ ꯃꯇꯨꯡꯗꯥ ꯃꯍꯥꯛ ꯃꯄꯥꯟꯗꯥ ꯊꯣꯛꯈꯤ ꯑꯃꯁꯨꯡ ꯃꯅꯥꯛ ꯅꯛꯄꯥ ꯕꯦꯟꯆ ꯑꯃꯗꯥ ꯐꯝꯈꯤ꯫ ꯃꯍꯥꯛꯀꯤ ꯇ꯭ꯔꯤꯠꯃꯦꯟꯠ ꯑꯗꯨ ꯅꯨꯡꯉꯥꯏꯅꯥ ꯂꯧꯔꯒꯥ, ꯃꯍꯥꯛꯀꯤ ꯃꯅꯥꯛꯇ ꯇꯞꯅꯥ ꯇꯞꯅꯥ ꯂꯥꯛꯄꯥ ꯃꯉꯥꯜ ꯌꯥꯎꯕ ꯂꯥꯜꯍꯧꯒꯤ ꯕꯦꯂꯨꯟ ꯑꯗꯨꯅꯥ ꯃꯁꯥꯃꯛꯄꯨ ꯅꯣꯛꯄꯥ ꯉꯝꯈꯤꯗꯦ꯫ ꯃꯁꯤ ꯑꯉꯛꯄꯥ ꯅꯨꯃꯤꯠ ꯑꯃꯥ ꯑꯣꯏꯔꯝꯃꯤ, ꯑꯦꯗꯚꯦꯟꯆꯔ ꯑꯃꯁꯨꯡ ꯊꯥꯖꯗꯕ ꯑꯉꯛꯄꯁꯤꯡꯅ ꯊꯜꯂꯕꯥ ꯅꯨꯃꯤꯠ ꯑꯃꯅꯤ꯫ ꯖꯤꯒꯖꯤꯅꯥ ꯃꯍꯥꯛꯀꯤ ꯑꯥꯏꯁꯀ꯭ꯔꯤꯝ ꯑꯗꯨ ꯂꯣꯏꯁꯤꯟꯈꯤ, ꯂꯦꯞꯂꯒꯥ ꯊꯣꯔꯛꯈꯤ ꯑꯃꯁꯨꯡ ꯃꯍꯥꯛꯀꯤ ꯈꯣꯡꯆꯠ ꯑꯗꯨ ꯃꯈꯥ ꯆꯠꯊꯈꯤ, ꯃꯍꯥꯛꯀꯤ ꯈꯨꯠꯇꯥ ꯕꯦꯂꯨꯟ ꯑꯃꯁꯨꯡ ꯃꯥꯏꯊꯣꯡꯗꯥ ꯃꯤꯠꯌꯦꯡ ꯑꯃꯥ ꯊꯝꯈꯤ, ꯃꯍꯥꯛꯀꯤ ꯂꯝꯕꯤꯗꯥ ꯂꯥꯛꯄꯥ ꯌꯥꯕꯥ ꯑꯦꯗꯚꯦꯟꯆꯔ ꯈꯨꯗꯤꯡꯃꯛꯀꯤꯗꯃꯛ ꯁꯦꯝ ꯁꯥꯗꯨꯅ ꯂꯩꯈꯤ꯫ ꯃꯤꯑꯣꯏ ꯑꯃꯅꯥ ꯃꯇꯧ ꯀꯔꯝꯅ ꯂꯥꯂꯣꯟ-ꯏꯇꯤꯛ ꯇꯧꯕꯥ ꯌꯥꯕꯒꯦ ꯍꯥꯏꯕꯗꯨ ꯁꯟꯗꯣꯛꯅꯥ ꯇꯥꯛꯄꯤꯌꯨ꯫ ꯃꯤꯑꯣꯏ ꯑꯃꯅꯥ ꯁꯦꯜ ꯂꯧꯗꯨꯅꯥ ꯅꯠꯇ꯭ꯔꯒꯥ ꯀ꯭ꯔꯦꯗꯤꯠ ꯁꯤꯖꯤꯟꯅꯗꯨꯅ ꯌꯣꯟꯕ ꯃꯇꯝꯗ ꯃꯄꯨꯡ ꯐꯥꯅꯥ ꯄꯤꯕꯥ ꯉꯝꯗꯕꯥ ꯄꯣꯠꯂꯝꯁꯤꯡ ꯅꯠꯇꯔꯒ ꯁꯥꯔꯚꯤꯁꯁꯤꯡ ꯂꯧꯗꯨꯅ ꯁꯦꯟꯗꯣꯏ ꯂꯧꯕꯥ ꯌꯥꯏ꯫ ꯃꯁꯤ ꯇꯣꯉꯥꯟ-ꯇꯣꯉꯥꯟꯕ ꯃꯑꯣꯡꯗ ꯊꯣꯛꯄ ꯌꯥꯏ, ꯍꯥꯏꯕꯗꯤ ꯂꯣꯟ ꯂꯧꯕ, ꯀ꯭ꯔꯦꯗꯤꯠ ꯀꯥꯔ꯭ꯗ ꯁꯤꯖꯤꯟꯅꯕ, ꯅꯠꯇꯔꯒ ꯐꯥꯏꯅꯥꯟꯁꯤꯑꯦꯜ ꯑꯣꯏꯕ ꯄꯣꯠꯁꯛ ꯑꯃꯗꯥ ꯍꯥꯏꯕꯗꯤ ꯒꯥꯔꯤ ꯅꯠꯇ꯭ꯔꯒꯥ ꯌꯨꯝ ꯑꯃ ꯂꯧꯕ꯫ ꯈꯨꯗꯝ ꯑꯣꯏꯅꯥ, ꯀꯔꯤꯒꯨꯝꯕ ꯀꯅꯥꯒꯨꯝꯕ ꯑꯃꯅ ꯒꯥꯔꯤ ꯑꯃꯥ ꯂꯧꯕꯥ ꯄꯥꯝꯂꯕꯁꯨ ꯃꯄꯨꯡ ꯐꯥꯕ ꯁꯦꯟꯐꯝ ꯑꯗꯨ ꯂꯣꯏꯁꯤꯟꯅꯕ ꯁꯦꯜ ꯃꯇꯤꯛ ꯆꯥꯅ ꯂꯩꯇꯔꯕꯗꯤ ꯃꯈꯣꯏꯅꯥ ꯑꯣꯇꯣ ꯂꯣꯟꯒꯤꯗꯃꯛ ꯑꯦꯄ꯭ꯂꯥꯏ ꯇꯧꯕꯥ ꯌꯥꯏ꯫ ꯀꯔꯤꯒꯨꯝꯕꯥ ꯑꯌꯥꯕꯥ ꯄꯤꯔꯕꯗꯤ, ꯂꯥꯂꯣꯟꯕꯅꯥ ꯃꯤꯑꯣꯏ ꯑꯗꯨꯗꯥ ꯒꯥꯔꯤ ꯑꯗꯨ ꯂꯧꯅꯕꯒꯤ ꯁꯦꯟꯐꯝ ꯑꯗꯨ ꯄꯤ, ꯑꯃꯁꯨꯡ ꯃꯗꯨꯒꯤ ꯃꯍꯨꯠꯇꯥꯜ, ꯃꯤꯑꯣꯏ ꯑꯗꯨꯅ ꯃꯇꯝ ꯈꯔꯒꯤ ꯃꯅꯨꯡꯗꯥ ꯂꯣꯟ ꯑꯗꯨ ꯄ꯭ꯂꯥꯁ ꯏꯟꯇ꯭ꯔꯦꯁ꯭ ꯑꯗꯨ ꯄꯤꯅꯕ ꯌꯥꯅꯩ꯫ ꯂꯣꯟ ꯑꯗꯨ ꯃꯄꯨꯡꯐꯥꯅ ꯄꯤꯗ꯭ꯔꯤꯐꯥꯎꯕ, ꯃꯤꯑꯣꯏ ꯑꯗꯨꯅꯥ ꯂꯥꯂꯣꯟꯕꯗ ꯁꯦꯟꯗꯣꯏ ꯂꯩ꯫ ꯀ꯭ꯔꯦꯗꯤꯠ ꯀꯥꯔ꯭ꯗꯁꯤꯡꯁꯨ ꯃꯁꯤꯒꯥ ꯃꯥꯟꯅꯅꯥ ꯊꯕꯛ ꯇꯧꯏ꯫ ꯀꯅꯥꯒꯨꯝꯕꯥ ꯑꯃꯅꯥ ꯀ꯭ꯔꯦꯗꯤꯠ ꯀꯥꯔ꯭ꯗ ꯑꯃꯥ ꯁꯤꯖꯤꯟꯅꯗꯨꯅꯥ ꯄꯣꯠꯁꯛ ꯑꯃꯒꯤ ꯁꯦꯟꯐꯝ ꯄꯤꯔꯛꯄꯥ ꯃꯇꯝꯗ ꯀ꯭ꯔꯦꯗꯤꯠ ꯀꯥꯔ꯭ꯗ ꯀꯝꯄꯥꯅꯤ ꯑꯗꯨꯅꯥ ꯃꯥꯔꯆꯦꯟꯠ ꯑꯗꯨꯗ ꯌꯣꯟꯕꯥ ꯑꯗꯨꯒꯤꯗꯃꯛ ꯁꯦꯜ ꯄꯤ꯫ ꯃꯗꯨꯒꯤ ꯃꯇꯨꯡꯗꯥ ꯃꯤꯑꯣꯏ ꯑꯗꯨꯅꯥ ꯀ꯭ꯔꯦꯗꯤꯠ ꯀꯥꯔ꯭ꯗ ꯀꯝꯄꯥꯅꯤ ꯑꯗꯨꯗ ꯁꯦꯜ ꯄꯤꯕꯒꯤ ꯗꯥꯌꯇ ꯂꯧꯒꯅꯤ꯫ ꯀꯔꯤꯒꯨꯝꯕ ꯃꯈꯣꯌ ꯕꯦꯂꯦꯟꯁ ꯑꯗꯨ ꯄꯤꯒꯗꯕ ꯇꯥꯡ ꯑꯗꯨ ꯐꯥꯎꯕꯗ ꯃꯄꯨꯡꯐꯥꯅꯥ ꯄꯤꯗ꯭ꯔꯕꯗꯤ, ꯃꯈꯣꯏꯅ ꯂꯦꯝꯍꯧꯔꯤꯕꯥ ꯕꯦꯂꯦꯟꯁ ꯑꯗꯨꯗ ꯏꯟꯇ꯭ꯔꯦꯁ ꯆꯥꯔꯖꯁꯤꯡ ꯂꯧꯒꯅꯤ, ꯑꯃꯁꯨꯡ ꯃꯁꯤꯅꯥ ꯃꯈꯣꯏꯒꯤ ꯁꯦꯟꯗꯣꯏ ꯑꯣꯏꯔꯛꯏ꯫ ꯁꯦꯟꯗꯣꯏ ꯑꯁꯤ ꯃꯦꯗꯤꯀꯦꯜ ꯕꯤꯜ ꯅꯠꯇ꯭ꯔꯒ ꯕꯦꯛ ꯇꯦꯛꯁꯒꯨꯝꯕ ꯄꯤꯗꯕ ꯕꯤꯜꯁꯤꯡ ꯅꯠꯇ꯭ꯔꯒ ꯆꯥꯗꯤꯡꯁꯤꯡꯗꯒꯤꯁꯨ ꯂꯥꯛꯄ ꯌꯥꯏ꯫ ꯀꯔꯤꯒꯨꯝꯕ ꯕꯤꯜꯁꯤꯡ ꯑꯁꯤ ꯄꯤꯗꯕꯥ ꯇꯥꯔꯕꯗꯤ, ꯃꯈꯣꯏ ꯑꯁꯤ ꯀꯥꯂꯦꯛꯁꯟ ꯑꯦꯖꯦꯟꯁꯤ ꯑꯃꯗ ꯁꯤꯟꯅꯔꯛꯄꯥ ꯌꯥꯏ ꯑꯃꯁꯨꯡ ꯃꯤꯑꯣꯏ ꯑꯗꯨꯅꯥ ꯄꯤꯒꯗꯕ ꯁꯦꯟꯗꯣꯏ ꯑꯃꯥ ꯑꯣꯏꯔꯛꯄꯥ ꯌꯥꯏ꯫ ꯑꯔꯣꯏꯕꯗ, ꯁꯦꯟꯗꯣꯏ ꯑꯁꯤ ꯀꯅꯥꯒꯨꯝꯕ ꯑꯃꯅ ꯂꯩꯔꯤꯕ ꯁꯦꯟꯐꯝ ꯑꯗꯨꯗꯒꯤ ꯍꯦꯟꯅꯥ ꯁꯦꯜ ꯊꯥꯗꯕꯒꯤ ꯃꯍꯩꯅꯤ, ꯑꯃꯁꯨꯡ ꯁꯦꯜ ꯌꯥꯝꯅ ꯆꯪꯗꯅꯕꯥ ꯂꯥꯂꯣꯟ-ꯏꯇꯤꯛ ꯑꯃꯁꯨꯡ ꯆꯥꯗꯤꯡ ꯑꯁꯤ ꯆꯦꯛꯁꯤꯟꯅ ꯃꯦꯅꯦꯖ ꯇꯧꯕ ꯑꯁꯤ ꯌꯥꯝꯅ ꯃꯔꯨꯑꯣꯏ꯫